ꯁ꯭ꯇꯣꯛ ꯑꯃꯁꯨꯡ ꯕꯣꯟꯗꯁꯤꯡꯗꯥ ꯁꯦꯜ ꯊꯥꯗꯕꯒꯤ ꯀꯥꯟꯅꯕꯥ ꯑꯗꯨ ꯆꯥꯡꯗꯝꯅꯕꯥ꯫ ꯁ꯭ꯇꯣꯛ ꯑꯃꯁꯨꯡ ꯕꯣꯟꯗ ꯑꯁꯤ ꯃꯇꯝꯒꯤ ꯃꯇꯨꯡ ꯏꯟꯅꯥ ꯃꯤꯌꯥꯝꯅꯥ ꯃꯈꯣꯏꯒꯤ ꯁꯦꯟꯐꯝ ꯍꯦꯟꯒꯠꯍꯟꯅꯕꯥ ꯁꯤꯖꯤꯟꯅꯕꯥ ꯈ꯭ꯋꯥꯏꯗꯒꯤ ꯀꯃꯟ ꯑꯣꯏꯕꯥ ꯏꯟꯚꯦꯁ꯭ꯇꯃꯦꯟꯇ ꯃꯈꯜ ꯑꯅꯤꯅꯤ꯫ ꯈꯨꯗꯤꯡꯃꯛꯀꯤ ꯃꯁꯥꯒꯤ ꯑꯣꯏꯕꯥ ꯀꯥꯟꯅꯕꯥ ꯂꯩ ꯃꯗꯨꯅꯥ ꯑꯀꯛꯅꯕꯥ ꯏꯟꯚꯦꯁ꯭ꯇꯔꯁꯤꯡ ꯅꯠꯇꯔꯒꯥ ꯁꯦꯜ-ꯊꯨꯝꯒꯤ ꯄꯥꯟꯗꯝꯁꯤꯡꯒꯤꯗꯃꯛꯇꯥ ꯍꯦꯟꯅꯥ ꯆꯨꯅꯕꯥ ꯑꯣꯏꯍꯟꯅꯕꯥ ꯌꯥꯏ꯫ ꯁ꯭ꯇꯣꯛꯁꯤꯡꯅꯥ ꯀꯝꯄꯦꯅꯤ ꯑꯃꯗꯥ ꯑꯣꯅꯔꯁꯤꯞ ꯔꯤꯄ꯭ꯔꯥꯖꯦꯟꯇ ꯇꯧꯏ, ꯑꯃꯁꯨꯡ ꯅꯍꯥꯛꯅꯥ ꯁ꯭ꯇꯣꯛ ꯂꯧꯕꯥ ꯃꯇꯝꯗꯥ ꯅꯍꯥꯛꯅꯥ ꯀꯝꯄꯦꯅꯤ ꯑꯗꯨꯗꯥ ꯁꯦꯌꯔ ꯍꯣꯜꯗꯔ ꯑꯃꯥ ꯑꯣꯏꯔꯛꯏ꯫ ꯅꯍꯥꯛꯀꯤ ꯏꯟꯚꯦꯁ꯭ꯇꯃꯦꯟꯇꯀꯤ ꯚꯦꯜꯌꯨ ꯑꯁꯤ ꯁ꯭ꯇꯣꯛꯀꯤ ꯃꯃꯜꯒꯥ ꯂꯣꯏꯅꯅꯥ ꯍꯦꯟꯒꯠꯂꯛꯏ ꯑꯃꯁꯨꯡ ꯍꯟꯊꯔꯛꯏ, ꯃꯁꯤꯅꯥ ꯇꯥꯛꯄꯗꯤ ꯁ꯭ꯇꯣꯛꯁꯤꯡ ꯑꯁꯤ ꯃꯗꯨꯗꯒꯤ ꯍꯦꯟꯅꯥ ꯋꯥꯡꯈꯠꯄꯥ ꯌꯥꯏ꯫ ꯑꯗꯨꯝ ꯑꯣꯏꯅꯃꯛ, ꯁ꯭ꯇꯣꯛꯁꯤꯡꯗꯁꯨ ꯃꯔꯨꯑꯣꯏꯅꯥ ꯂꯣꯡ ꯇꯔꯝꯗꯥ ꯑꯋꯥꯡꯕꯥ ꯔꯤꯇꯔꯟꯀꯤ ꯄꯣꯇꯦꯟꯁꯤꯌꯦꯜ ꯂꯩ꯫ ꯄꯨꯋꯥꯔꯤꯒꯤ ꯃꯇꯨꯡ ꯏꯟꯅꯥ, ꯁ꯭ꯇꯣꯛꯁꯤꯡꯅꯥ ꯑꯌꯥꯝꯕꯥ ꯑꯇꯣꯞꯄꯥ ꯏꯟꯚꯦꯁ꯭ꯇꯃꯦꯟꯇ ꯑꯣꯄꯁꯟꯁꯤꯡꯗꯒꯤ ꯍꯦꯟꯅꯥ ꯃꯇꯝ ꯁꯥꯡꯅꯥ ꯔꯤꯇꯔꯟ ꯄꯤꯗꯨꯅꯥ ꯂꯥꯛꯂꯤ, ꯃꯁꯤꯅꯥ ꯔꯤꯇꯥꯌꯔꯃꯦꯟ꯭ꯇꯒꯨꯝꯕꯥ ꯃꯇꯝ ꯁꯥꯡꯅꯥ ꯆꯠꯀꯗꯕꯥ ꯄꯥꯟꯗꯝꯁꯤꯡꯒꯤꯗꯃꯛꯇꯥ ꯁꯦꯚꯤꯡ ꯇꯧꯔꯤꯕꯥ ꯃꯤꯑꯣꯏꯁꯤꯡꯗꯥ ꯄꯨꯛꯅꯤꯡ ꯆꯤꯡꯁꯤꯟꯅꯤꯡꯉꯥꯏ ꯑꯣꯏꯍꯜꯂꯤ꯫ ꯁ꯭ꯇꯣꯛꯁꯤꯡꯗꯥ ꯁꯦꯜ ꯊꯥꯗꯕꯒꯤ ꯑꯇꯣꯞꯄꯥ ꯀꯥꯟꯅꯕꯥ ꯑꯃꯗꯤ ꯗꯤꯕꯤꯗꯦꯟꯗ ꯐꯪꯕꯒꯤ ꯄꯣꯇꯦꯟꯁꯤꯌꯦꯜ ꯑꯁꯤꯅꯤ, ꯃꯁꯤ ꯀꯝꯄꯦꯅꯤꯁꯤꯡꯅꯥ ꯃꯈꯣꯏꯒꯤ ꯁꯦꯌꯔ ꯍꯣꯜꯗꯔꯁꯤꯡꯗꯥ ꯄꯤꯕꯥ ꯄꯦꯃꯦꯟꯇꯁꯤꯡꯅꯤ꯫ ꯃꯁꯤꯒꯤ ꯃꯊꯛꯇꯥ, ꯁ꯭ꯇꯣꯛꯁꯤꯡ ꯑꯁꯤ ꯌꯥꯝꯅꯥ ꯂꯤꯛꯀ꯭ꯌꯨꯗ ꯏꯟꯚꯦꯁ꯭ꯇꯃꯦꯟꯇꯁꯤꯡꯅꯤ, ꯃꯁꯤꯅꯥ ꯇꯥꯛꯄꯗꯤ ꯃꯈꯣꯏ ꯑꯁꯤ ꯄꯕ꯭ꯂꯤꯛ ꯑꯦꯛꯆꯦꯟꯖꯁꯤꯡꯗꯥ ꯐꯖꯅꯥ ꯑꯣꯅꯕꯥ ꯑꯃꯁꯨꯡ ꯌꯦꯟꯕꯥ ꯌꯥꯏ꯫ ꯃꯥꯏꯀꯩ ꯑꯃꯔꯣꯝꯗꯥ, ꯕꯣꯟꯗꯁꯤꯡ ꯑꯁꯤ ꯐꯤꯛꯁ ꯏꯟꯀꯝ ꯏꯟꯚꯦꯁ꯭ꯇꯃꯦꯟꯇꯁꯤꯡꯅꯤ, ꯃꯁꯤꯅꯥ ꯏꯟꯚꯦꯁ꯭ꯇꯔꯁꯤꯡꯅꯥ ꯂꯂꯣꯟꯕꯁꯤꯡꯗꯥ ꯄꯤꯕꯥ ꯂꯣꯟꯁꯤꯡ ꯔꯤꯞꯔꯖꯦꯟꯇ ꯇꯧꯏ, ꯃꯍꯧꯁꯥꯅꯥ ꯁꯔꯀꯥꯔ ꯅꯠꯇꯔꯒꯥ ꯀꯣꯔꯄꯣꯔꯦꯁꯟ ꯑꯃꯗꯥ꯫ ꯁ꯭ꯇꯣꯛꯁꯤꯡꯒꯥ ꯃꯥꯟꯅꯗꯅꯥ, ꯕꯣꯟꯗꯒꯤ ꯚꯦꯜꯌꯨ ꯑꯁꯤ ꯌꯥꯝꯅꯥ ꯂꯦꯡꯗꯅꯥ ꯂꯩ, ꯑꯃꯁꯨꯡ ꯏꯟꯚꯦꯁ꯭ꯇꯃꯦꯟꯇꯀꯤ ꯔꯤꯇꯔꯟ ꯑꯁꯤ ꯆꯥꯡ ꯅꯥꯏꯅꯥ ꯏꯟꯇꯔꯦꯁ ꯄꯤꯕꯒꯤ ꯃꯑꯣꯡꯗꯥ ꯂꯥꯛꯏ꯫ ꯕꯣꯟꯗꯁꯤꯡ ꯑꯁꯤ ꯁ꯭ꯇꯣꯛꯁꯤꯡꯗꯒꯤ ꯍꯦꯟꯅꯥ ꯁꯥꯐꯕꯥ ꯏꯟꯚꯦꯁ꯭ꯇꯃꯦꯟꯇꯁꯤꯡꯅꯤ ꯍꯥꯏꯅꯥ ꯂꯧꯅꯩ ꯃꯔꯝꯗꯤ ꯃꯈꯣꯏꯒꯤ ꯚꯦꯜꯌꯨ ꯑꯁꯤ ꯑꯇꯦꯟꯕꯥ ꯃꯇꯝꯒꯤ ꯃꯅꯨꯡꯗꯥ ꯍꯣꯡꯂꯛꯄꯒꯤ ꯆꯥꯡ ꯅꯦꯝꯃꯤ꯫ ꯃꯁꯤꯅꯥ ꯃꯈꯣꯏꯕꯨ ꯑꯊꯨꯕꯥ ꯃꯇꯝꯗꯥ ꯃꯈꯣꯏꯒꯤ ꯐꯟꯗꯁꯤꯡ ꯑꯦꯛꯁꯦꯁ ꯇꯧꯕꯥ ꯃꯊꯧ ꯇꯥꯕꯥ ꯑꯃꯁꯨꯡ ꯃꯈꯣꯏꯒꯤ ꯄ꯭ꯔꯤꯟꯁꯤꯄꯥꯜ ꯏꯟꯚꯦꯁ꯭ꯇꯃꯦꯟꯇ ꯃꯥꯡꯈꯤꯕꯒꯤ ꯈꯨꯗꯣꯡꯊꯤꯕꯥ ꯍꯟꯊꯍꯟꯕꯥ ꯄꯥꯝꯕꯥ ꯃꯤꯑꯣꯏꯁꯤꯡꯒꯤꯗꯃꯛ ꯍꯦꯟꯅꯥ ꯄꯨꯛꯅꯤꯡ ꯆꯤꯡꯁꯤꯟꯅꯤꯡꯉꯥꯏ ꯑꯣꯏꯍꯜꯂꯤ꯫ ꯃꯁꯤꯒꯤ ꯃꯊꯛꯇꯥ, ꯕꯣꯟꯗꯁꯤꯡꯅꯥ ꯏꯟꯚꯦꯁ꯭ꯇꯔ ꯑꯃꯒꯤ ꯄꯣꯔꯇꯐꯣꯂꯤꯑꯣ ꯑꯁꯤ ꯃꯈꯜ ꯀꯌꯥ ꯊꯣꯛꯍꯟꯕꯗꯥ ꯃꯇꯦꯡ ꯄꯥꯡꯕꯥ ꯌꯥꯏ, ꯃꯔꯝꯗꯤ ꯃꯈꯣꯏꯅꯥ ꯁ꯭ꯇꯣꯛꯁꯤꯡꯒꯤ ꯑꯣꯄꯔꯦꯇꯤꯡ ꯃꯥꯏꯀꯩꯗꯥ ꯆꯪꯁꯤꯟꯕꯥ ꯌꯥꯏ, ꯃꯁꯤꯅꯥ ꯔꯤꯁ꯭ꯛ ꯃꯦꯅꯦꯖ ꯇꯧꯕꯗꯥ ꯃꯇꯦꯡ ꯄꯥꯡꯏ꯫ ꯈꯪꯖꯤꯒꯗꯕꯥ ꯑꯃꯅꯥ, ꯁ꯭ꯇꯣꯛꯁꯤꯡꯗꯥ ꯁꯦꯜ ꯊꯥꯗꯕꯒꯤ ꯀꯥꯟꯅꯕꯥ ꯑꯁꯤꯒꯤ ꯃꯅꯨꯡꯗꯥ ꯂꯣꯡ-ꯇꯔꯝ ꯔꯤꯇꯔꯟ ꯍꯦꯟꯅꯥ ꯋꯥꯡꯕꯥ ꯑꯣꯏꯊꯣꯛꯄꯥ ꯌꯥꯕꯥ, ꯗꯤꯕꯤꯗꯦꯟꯗ ꯐꯪꯕꯒꯤ ꯈꯨꯗꯣꯡꯆꯥꯕꯥ, ꯑꯃꯁꯨꯡ ꯂꯤꯛꯀ꯭ꯌꯨꯗꯤꯇꯤ ꯌꯥꯎꯔꯤ꯫ ꯕꯣꯟꯗꯁꯤꯡꯗꯥ ꯁꯦꯜ ꯊꯥꯗꯕꯒꯤ ꯀꯥꯟꯅꯕꯥ ꯑꯁꯤꯒꯤ ꯃꯅꯨꯡꯗꯥ ꯇꯪꯗꯨ ꯂꯩꯇꯥꯕꯥ, ꯆꯥꯡ ꯅꯥꯏꯅꯥ ꯏꯟꯇꯔꯦꯁ ꯄꯤꯕꯥ, ꯑꯃꯁꯨꯡ ꯄꯣꯔꯇꯐꯣꯂꯤꯑꯣ ꯗꯥꯏꯕꯔꯁꯤꯐꯤꯀꯦꯁꯟ ꯌꯥꯎꯔꯤ꯫ ꯃꯤꯑꯣꯏ ꯑꯃꯒꯤ ꯏꯟꯚꯦꯁ꯭ꯇꯔ ꯑꯃꯒꯤꯗꯃꯛ ꯑꯆꯨꯝꯕꯥ ꯈꯟꯕꯁꯤ ꯃꯈꯣꯏꯒꯤ ꯁꯦꯜ-ꯊꯨꯝꯒꯤ ꯄꯥꯟꯗꯝꯁꯤꯡ, ꯔꯤꯁ꯭ꯛ ꯇꯣꯂꯔꯦꯟꯁ, ꯑꯃꯁꯨꯡ ꯏꯟꯚꯦꯁ꯭ꯇꯃꯦꯟꯇꯀꯤ ꯃꯇꯝ ꯂꯦꯞꯄꯒꯤ ꯃꯈꯥ ꯄꯣꯜꯂꯤ꯫